ꯉꯥꯅꯨ ꯂꯩꯃ (ꯉꯥꯅꯨꯔꯩꯃ) ꯑꯁꯤ ꯂꯥꯢꯔꯦꯝꯕꯤ ꯑꯃꯗꯤ ꯍꯦꯜꯂꯣꯢꯅꯤ꯫ ꯃꯍꯥꯛ ꯑꯁꯤ ꯂꯥꯢꯅꯤꯡꯊꯧ ꯁꯂꯥꯢꯂꯦꯟꯒꯤ ꯃꯃꯣꯝ ꯑꯃꯅꯤ꯫ ꯃꯍꯥꯛ ꯑꯁꯤ ꯀꯪꯂꯩꯄꯥꯛ ꯃꯅꯤꯄꯨꯔ ꯒꯤ ꯃꯤꯇꯩꯃꯩꯇꯩ ꯀꯥꯡꯂꯨꯞꯀꯤ ꯁꯅꯥꯃꯍꯤ ꯂꯥꯢꯅꯤꯡ (ꯂꯥꯢꯅꯤꯡꯊꯧ ꯂꯥꯢꯅꯤꯡ) ꯒꯤ ꯉꯥꯅꯨ ꯎꯆꯦꯛꯁꯤꯡꯒꯤ ꯃꯕꯦꯝꯃꯅꯤ꯫ ꯉꯥꯅꯨ ꯈꯨꯅꯨ ꯂꯩꯃ ꯁꯄꯤ ꯂꯩꯃ (ꯁꯕꯤ ꯂꯩꯃ) ꯃꯇꯦꯡ ꯂꯧꯔꯛꯐꯝ ꯂꯩꯃ ꯉꯥꯅꯨ ꯍꯥꯏꯕꯁꯤ ꯏꯁꯤꯡꯗ ꯏꯔꯣꯢꯒꯟꯕ ꯎꯆꯦꯛ ꯃꯈꯜ (ꯀꯥꯡꯂꯨꯞ) ꯑꯃꯅꯤ꯫ ꯉꯥꯅꯨ ꯁꯤꯁꯨ ꯌꯦꯡꯉꯨ ꯊꯦꯡꯒꯨ ꯃꯇꯦꯡ ꯂꯧꯔꯛꯐꯝ ꯎꯆꯦꯛꯅꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ ꯀꯤ ꯅꯨꯄꯤꯁꯤꯡꯗ ꯀꯧꯅꯕ ꯃꯤꯡ ꯑꯃꯅꯤ꯫ ꯃꯇꯦꯡ ꯂꯧꯔꯛꯐꯝ ꯗꯥ ꯃꯤꯇꯩ ꯅꯨꯄꯤꯒꯤ ꯃꯃꯤꯡꯁꯤꯡ ꯄꯥꯎꯔꯧ ꯑꯁꯤ ꯃꯃꯥꯡꯉꯩ ꯃꯩꯍꯧꯔꯣꯜꯗꯒꯤ ꯍꯧꯅ ꯀꯪꯂꯩꯄꯥꯛꯀꯤ ꯃꯤꯇꯩ ꯀꯥꯡꯂꯨꯞ ꯀꯤ ꯂꯥꯢꯒꯨꯝꯂꯕ ꯏꯄꯥ-ꯏꯄꯨ ꯑꯍꯜ ꯂꯃꯟꯁꯤꯡꯅ ꯁꯛꯅ ꯁꯣꯟꯅꯕꯤꯔꯝꯕ ꯄꯥꯎꯔꯧ ꯄꯥꯎꯇꯥꯛ ꯑꯃꯅꯤ꯫ ꯅꯨꯡꯒꯤ ꯋꯥꯍꯟꯊꯣꯛ ꯁꯟꯗꯣꯛꯅ ꯇꯥꯛꯄꯥꯗ ꯃꯇꯦꯡ ꯂꯧꯔꯛꯐꯝ ꯍꯥꯏꯕꯁꯤ ꯃꯤꯇꯩ ꯄꯥꯎꯔꯧꯁꯤꯡ ꯉꯥꯉꯣꯝ ꯁꯥꯒꯩ ꯑꯁꯤ ꯃꯩꯇꯩ ꯐꯨꯔꯨꯞꯀꯤ ꯁꯥꯒꯩ ꯑꯃꯅꯤ꯫ ꯁꯥꯒꯩ ꯑꯁꯤ ꯒꯤ ꯃꯤꯑꯣꯢꯁꯤꯡꯁꯤ ꯀꯪꯂꯩꯆꯥ ꯉꯥꯛꯇꯅꯤ꯫ ꯁꯤꯃꯁꯨ ꯌꯦꯡꯕꯤꯌꯨ ꯅꯨꯡꯂꯦꯞꯄꯝ ꯁꯥꯒꯩ ꯉꯥꯉꯣꯝ ꯕꯂꯥ ꯍꯥꯏꯕꯁꯤ ꯀꯪꯂꯩꯄꯥꯛꯀꯤ ꯌꯥꯝꯅ ꯁꯤꯡꯊꯥꯅꯤꯉꯥꯏ ꯑꯣꯏꯕ ꯐꯨꯠꯕꯣꯜ ꯁꯥꯟꯅꯔꯣꯏ ꯑꯃꯅꯤ꯫ ꯃꯍꯥꯛ ꯍꯩꯖꯤꯛ ꯍꯧꯖꯤꯛ ꯌꯨꯔꯣꯞ ꯀꯤ ꯐꯨꯠꯕꯣꯜ ꯀ꯭ꯂꯕ ꯇ ꯃꯥꯡꯖꯤꯜ ꯆꯦꯟꯕꯤ ꯑꯣꯏꯅ ꯁꯥꯟꯅꯔꯤ꯫ ꯃꯤꯇꯩ ꯅꯨꯄꯥꯒꯤ ꯃꯃꯤꯡꯁꯤꯡ ꯃꯁꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ (ꯃꯩꯇꯩ ꯀꯥꯡꯂꯨꯞ) ꯀꯤ ꯅꯨꯄꯥꯁꯤꯡꯗ ꯀꯧꯅꯕ ꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ ꯃꯤꯇꯩ ꯅꯨꯄꯤꯒꯤ ꯃꯃꯤꯡꯁꯤꯡ ꯉꯥꯊꯦꯝ ꯁꯥꯒꯩ ꯑꯁꯤ ꯃꯩꯇꯩ ꯐꯨꯔꯨꯞꯀꯤ ꯁꯥꯒꯩ ꯑꯃꯅꯤ꯫ ꯁꯥꯒꯩ ꯑꯁꯤ ꯒꯤ ꯃꯤꯑꯣꯢꯁꯤꯡꯁꯤ ꯀꯪꯂꯩꯆꯥ ꯉꯥꯛꯇꯅꯤ꯫ ꯁꯤꯃꯁꯨ ꯌꯦꯡꯕꯤꯌꯨ ꯃꯣꯢꯅꯥꯝ ꯁꯥꯒꯩ ꯉꯥꯌꯣꯛ ꯂꯤꯛꯂꯤ ꯀꯣꯟ ꯍꯥꯏꯕꯁꯤ ꯂꯩꯇꯦꯡꯒꯤꯗꯃꯛ ꯉꯥ ꯌꯣꯛꯅꯕ ꯊꯝꯕ ꯅꯤꯡꯊꯤꯖꯔꯕ ꯂꯤꯛꯂꯤ ꯅ ꯁꯥꯕ ꯅꯨꯡ ꯄꯥꯟ ꯐꯥꯎꯅ ꯎꯕ ꯀꯣꯟ ꯑꯃꯅꯤ꯫ ꯃꯁꯤꯗ ꯉꯥꯗ ꯅꯠꯇꯅ ꯏꯁꯤꯡ ꯃꯅꯨꯡꯗ ꯍꯧꯕ ꯉꯝꯕ ꯄꯥꯝꯕꯤ ꯑꯃꯗꯤ ꯏꯁꯤꯡ ꯃꯅꯨꯡꯗ ꯂꯩꯕ ꯊꯋꯥꯢ ꯄꯥꯟꯕ ꯀꯌꯥꯁꯨ ꯍꯥꯞꯆꯤꯟꯗꯨꯅ ꯌꯣꯛꯅꯩ꯫ ꯉꯥꯌꯣꯛ ꯂꯤꯛꯂꯤ ꯉꯥꯔꯤ ꯍꯥꯏꯕꯁꯤ ꯐꯕꯣꯉꯥ, ꯉꯥ ꯃꯆꯥꯁꯤꯡ ꯆꯐꯨ ꯃꯅꯨꯡꯗ ꯅꯝꯗꯨꯝꯅ ꯀꯨꯏꯅ ꯊꯝꯂꯕ ꯃꯇꯨꯡꯗ ꯏꯔꯣꯝꯕ, ꯁꯤꯡꯖꯨ ꯑꯃꯗꯤ ꯃꯣꯔꯣꯛ ꯃꯦꯠꯄꯗ ꯍꯥꯞꯅꯕ ꯃꯆꯜ ꯑꯃꯅꯤ꯫ ꯃꯁꯤ ꯃꯤꯇꯩꯁꯤꯡꯅ ꯅꯤꯡꯁꯤꯡꯕ ꯊꯣꯛꯇꯔꯕ ꯃꯇꯝꯗꯒꯤ ꯉꯥꯔꯤ ꯅꯝꯕ ꯑꯃꯗꯤ ꯆꯥꯗꯨꯅ ꯂꯥꯛꯂꯕ ꯈꯨꯅꯥꯏ ꯑꯃꯅꯤ꯫ ꯄꯨꯋꯥꯔꯤ ꯁꯦꯝꯕꯗ ꯆꯪꯕ ꯄꯣꯠꯂꯝ ꯉꯥꯔꯤ ꯁꯥꯕꯗ ꯆꯪꯕ ꯄꯣꯠꯂꯝ ꯆꯩꯔꯝꯁꯤꯡ ꯑꯗꯨꯗꯤ ꯐꯕꯣꯉꯥ ꯑꯇꯦꯛꯄ ꯉꯥ ꯃꯆꯥ ꯑꯇꯦꯛꯄ ꯆꯐꯨ ꯈꯔꯨꯡ ꯑꯆꯧꯕꯁꯤꯡ ꯃꯩꯁꯥ ꯅꯠꯇ꯭ꯔꯒ ꯅꯨꯡꯁꯥ ꯃꯉꯥꯜ ꯑꯁꯤꯅꯆꯤꯡꯕꯅꯤ꯫ ꯁꯤꯖꯤꯟꯅꯐꯝ ꯉꯥꯔꯤꯒꯤ ꯃꯔꯨꯑꯣꯏꯕ ꯁꯤꯖꯤꯟꯅꯐꯝꯁꯤ ꯏꯔꯣꯝꯕ ꯁꯤꯡꯖꯨ ꯃꯣꯔꯣꯛ ꯃꯦꯠꯄ ꯆꯝꯊꯣꯡ ꯊꯣꯡꯕ ꯗꯅꯤ ꯉꯥꯔꯤ ꯆꯥꯕꯒꯤ ꯀꯥꯟꯅꯕ ꯉꯥꯔꯤ ꯆꯥꯕꯅ ꯑꯅꯥ ꯂꯥꯏꯆꯠ ꯑꯆꯧ ꯑꯆꯧꯕꯗꯒꯤ ꯉꯥꯛꯊꯣꯛꯄ ꯉꯝꯃꯤ ꯎꯆꯤꯅ ꯅꯥꯍꯟꯕ ꯂꯥꯏꯅꯗꯒꯤ ꯉꯥꯛꯊꯣꯛꯏ꯫ ꯏꯟꯁꯥꯡ ꯍꯥꯎꯅ ꯊꯣꯡꯕꯗ ꯃꯇꯦꯡ ꯑꯣꯏ꯫ ꯉꯥꯔꯤꯌꯥꯟꯕꯝ ꯁꯥꯒꯩ ꯑꯁꯤ ꯃꯩꯇꯩ ꯐꯨꯔꯨꯞꯀꯤ ꯁꯥꯒꯩ ꯑꯃꯅꯤ꯫ ꯁꯥꯒꯩ ꯑꯁꯤ ꯒꯤ ꯃꯤꯑꯣꯢꯁꯤꯡꯁꯤ ꯃꯃꯥꯡꯉꯩꯗ ꯉꯥꯔꯤ ꯒꯤ ꯃꯔꯤ ꯂꯩꯅꯕ ꯊꯧ ꯄꯨꯔꯝꯢ꯫ ꯁꯥꯒꯩ ꯑꯁꯤ ꯒꯤ ꯃꯤꯑꯣꯢꯁꯤꯡꯁꯤ ꯃꯃꯥꯡꯉꯩꯗꯒꯤ ꯫ ꯄꯨꯋꯥꯔꯤ ꯃꯃꯤꯡ ꯂꯩꯕ ꯃꯤꯑꯣꯢꯁꯤꯡ ꯂꯩꯔꯛꯂꯕꯅꯤꯁꯤꯃꯁꯨ ꯌꯦꯡꯕꯤꯌꯨ ꯄꯣꯠꯁꯪꯕꯝ ꯁꯥꯒꯩ꯫